ꯃꯔꯥꯜ ꯁꯤꯔꯛꯄꯒꯤ ꯃꯇꯨꯡ ꯏꯟꯅ ꯅꯤꯝꯐ ꯂꯥꯔꯥꯕꯨ ꯄ꯭ꯂꯨꯇꯣꯒꯤ ꯅꯤꯡꯊꯧ ꯂꯩꯕꯥꯛꯇ ꯄꯨꯔꯛꯄ ꯃꯇꯝꯗ ꯃꯍꯥꯛꯅ ꯔꯣꯝꯒꯤ ꯉꯥꯛ ꯁꯦꯟꯕꯤꯕ ꯂꯥꯏꯁꯤꯡ ꯑꯣꯏꯔꯤꯕ ꯂꯥꯔꯦꯁ ꯐꯥꯏꯕꯣꯛ ꯑꯗꯨꯒꯤ ꯃꯄꯥ ꯑꯣꯏꯈꯤ꯫ ꯃꯍꯥꯛꯄꯨ ꯏꯀꯥꯏ ꯈꯨꯝꯅꯕ ꯎꯠꯄ ꯂꯥꯏꯁꯪ ꯑꯃ ꯆꯥꯎꯔꯥꯛꯅ ꯈ꯭ꯔꯤꯁ꯭ꯇꯒꯤ ꯃꯃꯥꯡ ꯆꯥꯃ꯭ꯔꯤ ꯃꯧꯗ꯭ꯔꯥꯉꯥꯗ ꯁꯥꯈꯤ ꯑꯃꯁꯨꯡ ꯔꯣꯝꯒꯤ ꯁꯔꯀꯁ ꯃꯦꯛꯁꯤꯃꯁꯀꯤ ꯃꯅꯥꯛꯇ ꯂꯩꯕ ꯑꯦꯚꯦꯟꯇꯥꯏꯟ ꯍꯤꯜꯒꯤ ꯈꯥ ꯅꯣꯡꯆꯨꯞ ꯊꯪꯕ ꯁꯔꯨꯛꯇ ꯂꯩꯈꯤ꯫ ꯃꯥꯔꯀ꯭ꯌꯨꯔꯤꯒꯤ ꯀꯨꯝꯍꯩꯒꯤ ꯅꯨꯃꯤꯠ ꯑꯁꯤ ꯃꯦ ꯇꯔꯥꯃꯉꯥꯗ ꯃꯍꯥꯛꯀꯤ ꯂꯥꯏꯁꯪ ꯂꯤꯡꯈꯠꯈꯤꯕ ꯑꯗꯨ ꯅꯤꯡꯁꯤꯡꯕ ꯑꯣꯏꯅ ꯄꯥꯡꯊꯣꯛꯈꯤ꯫ ꯃꯍꯥꯛꯄꯨ ꯏꯀꯥꯏ ꯈꯨꯝꯅꯕ ꯎꯠꯄ ꯆꯠꯅꯕꯤ ꯑꯃ ꯔꯣꯝ ꯁꯍꯔꯒꯤ ꯃꯄꯥꯟꯗ ꯀꯦꯝꯄꯥꯅꯤꯌꯥ ꯑꯃꯁꯨꯡ ꯂꯦꯇꯤꯌꯝꯒ ꯂꯣꯏꯅꯅ ꯒꯧꯜ ꯑꯃꯁꯨꯡ ꯕ꯭ꯔꯤꯇꯦꯟꯗꯁꯨ ꯂꯩꯔꯝꯃꯤ꯫ ꯂꯥꯏ ꯑꯗꯨꯅ ꯇꯣꯏꯅ ꯂꯥꯟꯊꯦꯡꯅꯕꯁꯤꯡ ꯑꯃꯨꯛ ꯍꯟꯅ ꯄꯨꯟꯁꯤꯟꯅꯕ ꯁꯤꯖꯤꯟꯅꯕ ꯆꯩ ꯑꯃ ꯑꯣꯏꯔꯤꯕ ꯀꯦꯗꯨꯁꯤꯌꯁ ꯑꯃꯁꯨꯡ ꯂꯥꯏꯁꯤꯡꯒꯤꯗꯃꯛꯇ ꯊꯨꯅ ꯄꯥꯎꯖꯦꯜꯁꯤꯡ ꯄꯨꯊꯣꯛ ꯄꯨꯁꯤꯟ ꯇꯧꯅꯕꯒꯤꯗꯃꯛ ꯃꯁꯥ ꯄꯥꯟꯕ ꯁꯦꯟꯗꯜꯁꯤꯡ ꯄꯥꯏꯗꯨꯅ ꯎꯠꯂꯤ꯫ ꯆꯩ ꯑꯗꯨ ꯒ꯭ꯔꯤꯛꯀꯤ ꯊꯥꯏꯅꯒꯤ ꯋꯥꯔꯤꯗ ꯑꯦꯄꯣꯂꯣꯅ ꯃꯉꯣꯟꯗ ꯄꯤꯈꯤꯕꯅꯤ꯫ ꯆꯩꯁꯨ ꯑꯃꯁꯨꯡ ꯁꯦꯟꯗꯜꯁꯤꯡꯒꯤ ꯃꯊꯛꯇ ꯃꯍꯥꯛꯅ ꯄꯥꯛ ꯆꯥꯎꯔꯕ ꯇꯨꯄꯤ ꯑꯃ ꯑꯣꯏꯔꯤꯕ ꯄꯦꯇꯥꯁꯁ ꯑꯃꯁꯨ ꯁꯦꯠꯈꯤ ꯑꯃꯁꯨꯡ ꯂꯂꯣꯟ ꯏꯇꯤꯛ ꯑꯃꯁꯨꯡ ꯁꯦꯟꯗꯣꯡꯒꯤ ꯂꯥꯏ ꯑꯣꯏꯅ ꯃꯍꯥꯛꯀꯤ ꯊꯧꯗꯥꯡꯁꯤꯡꯒꯤ ꯃꯁꯛ ꯑꯃ ꯑꯣꯏꯔꯤꯕ ꯄꯔ꯭ꯁ ꯑꯃꯁꯨ ꯄꯨꯈꯤ꯫ ꯔꯣꯃꯥꯟꯒꯤ ꯂꯥꯏ ꯀꯌꯥꯒꯨꯝꯅ ꯒ꯭ꯔꯍ ꯑꯃ ꯅꯨꯃꯤꯠꯀ ꯈ꯭ꯋꯥꯏꯗꯒꯤ ꯅꯛꯅꯕ ꯃꯍꯥꯛꯀꯤ ꯃꯃꯤꯡ ꯂꯧꯗꯨꯅ ꯊꯣꯟꯈꯤ꯫ ꯃꯔꯀ꯭ꯌꯨꯔꯤ ꯑꯃꯁꯨꯡ ꯖꯨꯄꯤꯇꯔ ꯔꯣꯃꯥꯟꯒꯤ ꯊꯥꯏꯅꯒꯤ ꯋꯥꯔꯤ ꯑꯁꯤ ꯃꯔꯀ꯭ꯌꯨꯔꯤꯒꯤ ꯋꯥꯔꯤꯁꯤꯡꯅ ꯊꯜꯂꯤ꯫ ꯇ꯭ꯔꯣꯖꯥꯟ ꯑꯦꯅꯤꯌꯥꯁꯇ ꯃꯍꯥꯛꯀꯤ ꯅꯨꯡꯁꯤꯖꯔꯕ ꯃꯍꯥꯔꯥꯅꯤ ꯗꯤꯗꯣ ꯑꯃꯁꯨꯡ ꯀꯥꯔꯊꯦꯖ ꯊꯥꯗꯣꯛꯇꯨꯅ ꯔꯣꯝ ꯐꯪꯅꯕ ꯊꯥꯈꯤꯕꯗꯨ ꯃꯥꯔꯀ꯭ꯌꯨꯔꯤꯅꯤ꯫ ꯑꯗꯨꯝ ꯑꯣꯏꯅꯃꯛ ꯑꯌꯥꯝꯕ ꯃꯇꯝꯗ ꯖꯨꯄꯤꯇꯔꯅ ꯃꯥꯔꯀ꯭ꯌꯨꯔꯤꯕꯨ ꯃꯥꯂꯦꯝꯗ ꯆꯠꯄꯒꯤ ꯈꯣꯡꯆꯠ ꯀꯌꯥꯗ ꯃꯍꯥꯛꯀ ꯂꯣꯏꯅꯅ ꯁꯤꯕ ꯃꯤꯑꯣꯏꯁꯤꯡꯒꯤ ꯃꯔꯛꯇ ꯌꯥꯎꯅꯕ ꯄꯨꯔꯝꯃꯤ꯫ ꯔꯣꯃꯥꯟꯒꯤ ꯁꯩꯔꯦꯡ ꯏꯕ ꯑꯣꯕꯤꯗꯅ ꯃꯍꯥꯛꯀꯤ ꯃꯦꯇꯥꯃꯣꯔꯐꯣꯁꯤꯁꯇ ꯍꯥꯏꯈꯤ ꯈꯣꯡꯆꯠꯁꯤꯡ ꯑꯁꯤꯒꯤ ꯃꯅꯨꯡꯗ ꯑꯃꯗ ꯂꯧꯃꯤꯒꯤ ꯐꯤꯖꯣꯜ ꯁꯦꯠꯂꯒ ꯑꯅꯤ ꯑꯗꯨꯅ ꯑꯄꯤꯛꯄ ꯈꯨꯡꯒꯪ ꯑꯃꯗ ꯂꯥꯛꯈꯤ ꯃꯐꯝ ꯑꯗꯨꯗ ꯃꯈꯣꯏꯕꯨ ꯃꯐꯝ ꯑꯗꯨꯒꯤ ꯃꯤꯑꯣꯏꯁꯤꯡꯅ ꯇꯝꯊꯤꯅ ꯂꯧꯊꯣꯛꯈꯤ꯫ ꯑꯗꯨꯝ ꯑꯣꯏꯅꯃꯛ ꯃꯈꯣꯏꯅ ꯕꯥꯎꯁꯤꯁ ꯑꯃꯁꯨꯡ ꯐꯤꯂꯦꯃꯣꯟꯒꯤ ꯑꯄꯤꯛꯄ ꯌꯨꯝꯒꯤ ꯊꯣꯡꯒꯥꯜ ꯊꯣꯡꯖꯤꯟꯈꯤ꯫ ꯌꯥꯝꯅ ꯂꯥꯏꯔꯕ ꯑꯣꯏꯔꯕꯁꯨ ꯃꯈꯣꯏꯒꯤ ꯃꯤꯊꯨꯡꯂꯣꯏꯁꯤꯡ ꯑꯗꯨ ꯀꯅꯥꯅꯣ ꯍꯥꯏꯕꯗꯨ ꯈꯪꯗꯕ ꯃꯇꯩ ꯃꯅꯥꯎ ꯑꯗꯨꯅ ꯑꯋꯥꯕ ꯇꯥꯔꯕ ꯂꯝꯀꯣꯏꯕꯁꯤꯡꯒ ꯃꯈꯣꯏꯗ ꯀꯔꯤ ꯆꯥꯅꯕ ꯑꯃꯁꯨꯡ ꯊꯛꯅꯕ ꯈꯔ ꯂꯩꯕꯒꯦ ꯍꯥꯏꯕꯗꯨ ꯌꯦꯟꯅꯈꯤ꯫ ꯃꯈꯣꯏꯅ ꯃꯈꯣꯏꯒꯤ ꯑꯃꯠꯇ ꯉꯥꯏꯔꯕ ꯒꯨꯁ ꯐꯥꯎꯕ ꯍꯥꯠꯅꯕ ꯌꯥꯔꯝꯃꯤ꯫ ꯑꯔꯤꯕ ꯃꯇꯩ ꯃꯅꯥꯎ ꯑꯗꯨꯗ ꯃꯈꯣꯏ ꯃꯁꯥꯕꯨ ꯐꯣꯡꯗꯣꯛꯂꯕ ꯃꯇꯨꯡꯗ ꯖꯨꯄꯤꯇꯔꯅ ꯃꯈꯣꯏꯕꯨ ꯃꯅꯥ ꯄꯤꯕ ꯄꯥꯝꯈꯤ꯫ ꯑꯗꯨꯝ ꯑꯣꯏꯅꯃꯛ ꯃꯈꯣꯏꯒꯤ ꯑꯄꯥꯝꯕ ꯑꯃꯈꯛꯇꯃꯛ ꯂꯩꯈꯤ ꯃꯗꯨꯗꯤ ꯃꯈꯣꯏ ꯄꯨꯟꯅ ꯁꯤꯒꯅꯤ꯫ ꯃꯍꯥꯛꯅ ꯈꯨꯡꯒꯪꯒꯤ ꯑꯇꯩ ꯃꯐꯝꯁꯤꯡ ꯃꯥꯡꯍꯟ ꯇꯥꯛꯍꯟꯈ꯭ꯔꯕꯁꯨ ꯂꯥꯏꯁꯤꯡꯒꯤ ꯅꯤꯡꯊꯧꯅ ꯃꯈꯣꯏꯒꯤ ꯑꯄꯥꯝꯕꯁꯤꯡꯕꯨ ꯏꯀꯥꯏ ꯈꯨꯝꯅꯈꯤ ꯑꯗꯨꯕꯨ ꯅꯨꯃꯤꯠ ꯑꯗꯨ ꯌꯧꯔꯛꯇ꯭ꯔꯤꯐꯥꯎꯕ ꯃꯍꯥꯛꯅ ꯃꯈꯣꯏꯒꯤ ꯑꯔꯤꯕ ꯌꯨꯝꯒꯤ ꯃꯐꯝꯗ ꯃꯍꯥꯛꯅ ꯁꯥꯈꯤꯕ ꯂꯥꯏꯁꯪ ꯑꯃꯒꯤ ꯌꯦꯡꯁꯤꯟꯕꯤꯕ ꯃꯤꯑꯣꯏꯁꯤꯡ ꯑꯣꯏꯍꯟꯈꯤ꯫ ꯍꯨꯔꯥꯟꯕ ꯂꯂꯣꯟ ꯏꯇꯤꯛꯀꯤ ꯂꯥꯏꯒꯤ ꯃꯊꯛꯇ ꯃꯥꯔꯀ꯭ꯌꯨꯔꯤ ꯑꯁꯤ ꯌꯥꯎꯁꯦꯟꯕꯁꯤꯡ ꯅꯝꯊꯥꯛ ꯇꯧꯕꯁꯤꯡ ꯑꯃꯁꯨꯡ ꯍꯨꯔꯥꯟꯕꯁꯤꯡꯒꯤ ꯇꯦꯡꯕꯥꯡꯕꯁꯨ ꯑꯣꯏꯔꯝꯃꯤ꯫ ꯑꯣꯚꯤꯗꯅ ꯃꯁꯥꯃꯛ ꯑꯊꯣꯏꯕ ꯍꯨꯔꯥꯟꯕ ꯑꯃꯥ ꯑꯣꯏꯔꯝꯕ ꯃꯔꯀ꯭ꯌꯨꯔꯤꯒꯤ ꯋꯥꯔꯤ ꯑꯃ ꯂꯤꯔꯤ꯫ ꯕꯠꯇꯨꯁ ꯀꯧꯕ ꯃꯤꯅꯥꯏ ꯑꯃꯅ ꯁꯖꯤꯛ ꯍꯧꯐꯝ ꯑꯃꯗ ꯃꯥꯔ꯭ꯁ ꯀꯥꯡꯂꯨꯞ ꯑꯃ ꯌꯦꯡꯂꯤꯉꯩꯗ ꯃꯔꯀ꯭ꯌꯨꯔꯤꯅ ꯁꯥ ꯁꯟ ꯃꯌꯥꯝ ꯑꯃ ꯍꯨꯔꯥꯟꯗꯨꯅ ꯃꯅꯥꯛ ꯅꯛꯄ ꯎꯃꯪꯗ ꯄꯨꯔꯛꯄ ꯎꯈꯤ꯫ ꯀꯔꯤꯒꯨꯝꯕ ꯀꯅꯥꯒꯨꯝꯕ ꯑꯃꯅ ꯃꯥꯡꯈꯤꯕ ꯁꯥ ꯁꯟ ꯑꯗꯨꯒꯤ ꯃꯇꯥꯡꯗ ꯍꯪꯂꯕꯗꯤ ꯃꯍꯥꯛꯅ ꯀꯔꯤꯒꯨꯝꯕ ꯑꯃꯠꯇ ꯎꯈꯤꯗꯦ ꯍꯥꯏꯅ ꯍꯥꯏꯒꯗꯕꯅꯤ ꯍꯥꯏꯅ ꯃꯥꯔꯀ꯭ꯌꯨꯔꯤꯅ ꯕꯠꯇꯨꯁꯇ ꯍꯥꯏꯈꯤ꯫ ꯃꯅꯥ ꯑꯃ ꯑꯣꯏꯅ ꯂꯥꯏ ꯑꯗꯨꯅ ꯑꯔꯤꯕ ꯃꯤꯑꯣꯏ ꯑꯗꯨꯗ ꯁꯖꯤ ꯑꯃ ꯄꯤꯈꯤ꯫ ꯃꯇꯨꯡꯗ ꯁꯛꯇꯝ ꯂꯥꯡꯗꯨꯅ ꯍꯜꯂꯛꯄꯗ ꯃꯔꯀ꯭ꯌꯨꯔꯤꯅ ꯃꯍꯥꯛꯄꯨ ꯀꯔꯤꯒꯨꯝꯕ ꯑꯃ ꯎꯈꯤꯕ꯭ꯔꯥ ꯍꯥꯏꯅ ꯍꯪꯈꯤ꯫ ꯀꯔꯤꯒꯨꯝꯕ ꯃꯍꯥꯛꯅ ꯋꯥꯔꯤ ꯁꯥꯔꯕꯗꯤ ꯁꯟ ꯂꯥꯕ ꯑꯃ ꯄꯤꯒꯅꯤ ꯍꯥꯏꯅ ꯋꯥꯁꯛꯂꯕ ꯃꯇꯨꯡꯗ ꯑꯍꯜ ꯑꯗꯨꯅ ꯄꯨꯝꯅꯃꯛ ꯐꯣꯡꯗꯣꯛꯈꯤ꯫ ꯁꯥꯎꯔꯗꯨꯅ ꯃꯔꯀ꯭ꯌꯨꯔꯤꯅ ꯃꯍꯥꯛꯄꯨ ꯅꯨꯡꯗ ꯑꯣꯟꯊꯣꯛꯈꯤ꯫